ꯃꯩ ꯆꯥꯛꯄꯅꯥ ꯊꯣꯛꯍꯟꯕꯥ ꯄꯣꯂꯨꯁꯟ ꯍꯟꯊꯍꯟꯅꯕꯥ ꯁꯣꯂꯨꯁꯟ ꯑꯃꯥ ꯄꯤꯌꯨ꯫ ꯃꯩ ꯆꯥꯛꯄꯅꯥ ꯊꯣꯛꯍꯟꯕꯥ ꯄꯣꯂꯨꯁꯟ ꯍꯟꯊꯍꯟꯅꯕꯥ ꯂꯧꯈꯠꯄꯥ ꯌꯥꯕ ꯈꯣꯡꯊꯥꯡ ꯀꯌꯥ ꯂꯩ: ꯁꯦꯡꯂꯕꯥ ꯑꯦꯅꯔꯖꯤꯒꯤ ꯁꯣꯔ꯭ꯁꯁꯤꯡꯗꯥ ꯍꯣꯡꯗꯣꯛꯄꯥ: ꯃꯩ ꯆꯥꯛꯄꯗꯒꯤ ꯄꯣꯂꯨꯁꯟ ꯍꯟꯊꯍꯟꯅꯕꯒꯤ ꯈꯥ꯭ꯋꯏꯗꯒꯤ ꯏꯐꯦꯛꯇꯤꯞ ꯑꯣꯏꯕꯥ ꯄꯥꯝꯕꯩ ꯑꯃꯗꯤ ꯃꯗꯨꯕꯨ ꯍꯦꯟꯅꯥ ꯁꯦꯡꯂꯕꯥ ꯑꯦꯅꯔꯖꯤꯒꯤ ꯃꯑꯣꯡꯁꯤꯡꯅꯥ ꯃꯍꯨꯠ ꯁꯤꯟꯕꯅꯤ꯫ ꯅꯨꯡꯁꯤꯠ, ꯁꯣꯂꯥꯔ, ꯖꯤꯑꯣꯊꯔꯃꯦꯜ, ꯑꯃꯁꯨꯡ ꯍꯥꯏꯗ꯭ꯔꯣ ꯄꯥꯋꯔꯒꯨꯝꯕꯥ ꯔꯤꯟꯌꯨꯑꯦꯕꯜ ꯁꯣꯔꯁꯁꯤꯡ ꯑꯁꯤ ꯃꯩ ꯄꯨꯊꯣꯛꯄꯗꯥ ꯁꯤꯖꯤꯟꯅꯕꯥ ꯌꯥꯏ, ꯑꯗꯨꯒꯥ ꯕꯥꯏꯑꯣꯐ꯭ꯌꯨꯑꯦꯜ ꯑꯃꯁꯨꯡ ꯏꯂꯦꯛꯇꯔꯤꯁꯤꯇꯤꯅꯥ ꯇ꯭ꯔꯥꯟꯁꯄꯣꯔꯇꯦꯁꯟꯒꯤ ꯄꯥꯋꯔꯗ ꯁꯤꯖꯤꯟꯅꯕꯥ ꯌꯥꯏ꯫ ꯏꯅꯔꯖꯤ ꯏꯐꯤꯁꯤꯑꯦꯟꯁꯤ ꯍꯦꯒꯠꯍꯟꯕꯥ: ꯑꯩꯈꯣꯏꯒꯤ ꯏꯅꯔꯖꯤ ꯏꯐꯤꯁꯤꯑꯦꯟꯁꯤ ꯐꯒꯠꯍꯟꯗꯨꯅꯥ ꯊꯥꯎ ꯃꯩ ꯊꯥꯕꯗꯒꯤ ꯄꯣꯂꯨꯁꯟ ꯍꯟꯊꯍꯟꯕꯁꯨ ꯌꯥꯏ, ꯃꯔꯝꯗꯤ ꯃꯁꯤꯅꯥ ꯑꯩꯈꯣꯏꯒꯤ ꯅꯨꯡꯇꯤꯒꯤ ꯄꯨꯟꯁꯤꯗꯥ ꯄꯥꯋꯔ ꯄꯤꯅꯕꯥ ꯃꯊꯧ ꯇꯥꯕꯥ ꯑꯄꯨꯟꯕꯥ ꯑꯣꯏꯜꯒꯤ ꯆꯥꯡ ꯍꯟꯊꯍꯜꯂꯤ꯫ ꯃꯁꯤ ꯕꯤꯜꯗꯤꯡꯁꯤꯡꯒꯤꯗꯃꯛꯇꯥ ꯍꯦꯟꯅꯥ ꯐꯕꯥ ꯏꯟꯁꯨꯂꯦꯁꯟ, ꯍꯦꯟꯅꯥ ꯏꯐꯤꯁꯤꯌꯦꯟꯇ ꯑꯦꯞꯂꯥꯏꯑꯦꯟꯁꯁꯤꯡ, ꯑꯃꯁꯨꯡ ꯒꯥꯔꯤꯁꯤꯡꯒꯤꯗꯃꯛꯇꯥ ꯐ꯭ꯌꯨꯑꯦꯜ ꯏꯐꯤꯁꯤꯑꯦꯟꯁꯤꯒꯤ ꯁ꯭ꯇꯦꯟꯗꯔꯗꯁꯤꯡ ꯐꯒꯠꯍꯟꯕꯥ ꯌꯥꯎꯅꯥ ꯃꯈꯜ ꯀꯌꯥꯒꯤ ꯈꯣꯡꯊꯥꯡꯁꯤꯡꯒꯤ ꯈꯨꯠꯊꯥꯡꯗꯥ ꯐꯪꯕꯥ ꯉꯝꯒꯅꯤ꯫ ꯃꯤꯌꯥꯝꯒꯤ ꯆꯠꯊꯣꯛ-ꯆꯠꯁꯤꯟ, ꯀꯥꯔ, ꯑꯃꯁꯨꯡ ꯑꯦꯛꯇꯤꯕ ꯇ꯭ꯔꯥꯟꯁꯄꯣꯔꯇꯇꯥ ꯄꯨꯛꯅꯤꯡ ꯊꯧꯒꯠꯄꯥ: ꯃꯤꯌꯥꯝꯅꯥ ꯒꯥꯔꯤ ꯑꯃꯗꯥ ꯃꯁꯥ ꯃꯊꯟꯇꯥ ꯆꯠꯄꯒꯤ ꯃꯍꯨꯠꯇꯥ ꯃꯤꯌꯥꯝꯒꯤ ꯆꯠꯊꯣꯛ-ꯆꯠꯁꯤꯟ, ꯀꯥꯔ, ꯑꯃꯁꯨꯡ ꯈꯣꯡꯅꯥ ꯅꯠꯇꯔꯒꯥ ꯕꯥꯏꯛ ꯁꯤꯖꯤꯟꯅꯅꯕꯥ ꯄꯨꯛꯅꯤꯡ ꯊꯧꯒꯠꯄꯅꯥ ꯑꯩꯈꯣꯏꯅꯥ ꯒꯥꯔꯤꯁꯤꯡꯗꯥ ꯄꯥꯋꯔ ꯄꯤꯅꯕꯥ ꯃꯩ ꯊꯥꯗꯣꯛꯄꯥ ꯌꯥꯕꯥ ꯊꯥꯎꯒꯤ ꯆꯥꯡ ꯍꯟꯊꯍꯟꯕꯥ ꯉꯝꯒꯅꯤ꯫ ꯃꯁꯤ ꯄꯕ꯭ꯂꯤꯛ ꯇ꯭ꯔꯥꯟꯁꯄꯣꯔꯇꯦꯁꯟꯒꯤ ꯏꯅꯐ꯭ꯔꯥꯁ꯭ꯠꯔꯀꯆꯔ ꯑꯃꯁꯨꯡ ꯕꯥꯏꯛ ꯂꯦꯟꯁꯤꯡꯗꯥ ꯁꯦꯜ ꯊꯥꯗꯕꯥ ꯍꯦꯒꯠꯍꯟꯕꯅꯆꯤꯡꯕꯥ ꯈꯣꯡꯊꯥꯡꯁꯤꯡꯒꯥ ꯂꯣꯏꯅꯅꯥ ꯀꯥꯔ ꯊꯧꯕꯥ ꯑꯃꯁꯨꯡ ꯇ꯭ꯔꯥꯟꯁꯄꯣꯔꯇꯀꯤ ꯑꯦꯛꯇꯤꯕ ꯃꯣꯠꯁꯤꯡ ꯁꯤꯖꯤꯟꯅꯕꯒꯤ ꯏꯟꯁꯦꯟꯇꯤꯕꯁꯤꯡꯒꯤ ꯈꯨꯠꯊꯥꯡꯗ ꯐꯪꯕꯥ ꯉꯝꯒꯅꯤ꯫ ꯏꯃꯤꯁꯟ ꯁ꯭ꯇꯦꯟꯗꯔꯗ ꯑꯃꯁꯨꯡ ꯔꯦꯒꯨꯂꯦꯁꯟꯁꯤꯡ ꯏꯝꯄꯂꯤꯃꯦꯟꯇ ꯇꯧꯕꯥ: ꯒꯥꯔꯤꯁꯤꯡ, ꯄꯥꯋꯔ ꯄ꯭ꯂꯥꯟꯇꯁꯤꯡ, ꯑꯃꯁꯨꯡ ꯏꯟꯗꯁ꯭ꯇꯔꯤꯑꯦꯜ ꯐꯦꯁꯤꯂꯤꯇꯤꯁꯤꯡꯒꯤ ꯏꯃꯤꯁꯟ ꯁ꯭ꯇꯦꯟꯗꯔꯗꯁꯤꯡ ꯏꯝꯄꯂꯤꯃꯦꯟꯇ ꯇꯧꯗꯨꯅꯥ ꯊꯥꯎ ꯃꯩ ꯊꯥꯕꯗꯒꯤ ꯄꯣꯂꯨꯁꯟ ꯍꯟꯊꯍꯟꯕꯗꯥ ꯁꯔꯀꯥꯔꯁꯤꯡꯅꯥ ꯃꯔꯨꯑꯣꯏꯕꯥ ꯊꯧꯗꯥꯡ ꯂꯧꯕꯥ ꯌꯥꯏ꯫ ꯃꯁꯤꯅꯥ ꯄꯣꯂꯨꯁꯟꯒꯤ ꯁꯣꯔꯁꯁꯤꯡ ꯑꯁꯤꯅꯥ ꯃꯈꯣꯏꯒꯤ ꯏꯃꯤꯁꯟ ꯍꯟꯊꯍꯟꯅꯕꯥ ꯈ꯭ꯋꯥꯏꯗꯒꯤ ꯐꯕꯥ ꯇꯦꯛꯅꯣꯂꯣꯖꯤ ꯁꯤꯖꯤꯟꯅꯔꯤ, ꯑꯃꯁꯨꯡ ꯃꯈꯣꯏꯅꯥ ꯄꯨꯊꯣꯛꯄꯥ ꯄꯣꯂꯨꯁꯟ ꯑꯗꯨꯒꯤꯗꯃꯛ ꯃꯈꯣꯏꯅꯥ ꯋꯥꯌꯦꯜ ꯄꯤꯕꯗꯥ ꯃꯇꯦꯡ ꯄꯥꯡꯕꯥ ꯉꯝꯒꯅꯤ꯫ ꯇꯨꯡ ꯀꯣꯏꯅꯥ ꯆꯠꯀꯗꯕꯥ ꯊꯧꯑꯣꯡꯁꯤꯡ ꯌꯣꯛꯈꯠꯄꯥ: ꯑꯔꯣꯏꯕꯗꯥ, ꯑꯩꯈꯣꯏ ꯄꯨꯝꯅꯃꯛꯅꯥ ꯑꯩꯈꯣꯏꯒꯤ ꯅꯨꯡꯇꯤꯒꯤ ꯄꯨꯟꯁꯤꯗꯥ ꯇꯨꯡ ꯀꯣꯏꯅꯥ ꯆꯠꯀꯗꯕꯥ ꯋꯥꯔꯦꯞ ꯂꯧꯗꯨꯅꯥ ꯊꯥꯎ ꯃꯩ ꯊꯥꯕꯗꯒꯤ ꯄꯣꯂꯨꯁꯟ ꯍꯟꯊꯍꯟꯅꯕꯥ ꯑꯩꯈꯣꯏꯒꯤ ꯊꯧꯗꯥꯡ ꯂꯧꯕꯥ ꯌꯥꯏ꯫ ꯃꯁꯤꯗꯥ ꯑꯩꯈꯣꯌꯒꯤ ꯑꯄꯨꯅꯕꯥ ꯏꯅꯔꯖꯤ ꯀꯟꯖꯨꯃꯁꯟ ꯍꯟꯊꯍꯅꯕꯥ, ꯏꯅꯔꯖꯤ ꯏꯐꯤꯁꯤꯌꯦꯟꯇ ꯑꯣꯏꯕꯥ ꯄꯣꯠꯊꯣꯛꯁꯤꯡ ꯈꯟꯕ ꯑꯃꯁꯨꯡ ꯇꯨꯡ ꯀꯣꯏꯅ ꯆꯠꯀꯗꯧꯕ ꯊꯧꯑꯣꯡꯁꯤꯡ ꯌꯥꯎꯕꯥ ꯌꯥꯏ꯫ ꯑꯩꯈꯣꯏꯅꯥ ꯑꯀꯣꯏꯕꯒꯤ ꯐꯤꯕꯝꯗꯥ ꯄꯤꯔꯤꯕꯥ ꯁꯥꯐꯨ ꯍꯟꯊꯍꯟꯅꯕꯥ ꯑꯄꯤꯛꯄꯥ ꯈꯣꯡꯊꯥꯡꯁꯤꯡ ꯂꯧꯈꯠꯇꯨꯅꯥ ꯃꯩ ꯆꯥꯛꯄꯗꯒꯤ ꯄꯣꯂꯨꯁꯟ ꯍꯟꯊꯍꯅꯕꯗꯥ ꯑꯆꯧꯕꯥ ꯑꯍꯣꯡꯕꯥ ꯑꯃꯥ ꯄꯨꯔꯛꯄꯗꯥ ꯃꯇꯦꯡ ꯄꯥꯡꯕꯥ ꯉꯝꯒꯅꯤ꯫